ꯀꯣꯂꯦꯖꯒꯤ ꯗꯤꯒ꯭ꯔꯤ ꯑꯃ ꯂꯧꯕꯒꯤ ꯀꯥꯟꯅꯕꯁꯤꯡ ꯃꯉꯥ ꯂꯤꯁ꯭ꯠ ꯇꯧ꯫ ꯀꯦꯔꯤꯌꯔ ꯑꯦꯗꯚꯥꯟꯁꯃꯦꯟꯇ - ꯀꯣꯂꯦꯖꯒꯤ ꯗꯤꯒ꯭ꯔꯤ ꯑꯃꯅ ꯈꯟꯒꯠꯂꯕꯥ ꯀꯦꯔꯤꯌꯔ ꯑꯃ ꯍꯧꯕ ꯑꯃꯁꯨꯡ ꯃꯥꯡꯂꯣꯝꯗ ꯆꯪꯁꯤꯟꯕꯒꯤ ꯑꯆꯦꯠꯄ ꯌꯨꯝꯐꯝ ꯑꯃ ꯄꯤ꯫ ꯑꯌꯥꯝꯕ ꯏꯝꯄ꯭ꯂꯣꯌꯔꯁꯤꯡꯅ ꯑꯦꯟꯇꯔꯤ ꯂꯦꯚꯦꯜ ꯄ꯭ꯔꯣꯐꯦꯁꯅꯦꯜ ꯄꯣꯖꯤꯁꯟꯁꯤꯡꯒꯤꯗꯃꯛꯇ ꯀꯣꯂꯦꯖ ꯗꯤꯒ꯭ꯔꯤ ꯑꯃ ꯃꯊꯧ ꯇꯥꯏ, ꯑꯃꯁꯨꯡ ꯃꯤꯗ-ꯂꯦꯚꯦꯜꯒꯤ ꯊꯕꯛ ꯀꯌꯥꯗ ꯑꯦꯗꯚꯥꯟꯁꯃꯦꯟꯇꯀꯤꯗꯃꯛꯇ ꯕꯦꯆꯦꯂꯔ ꯅꯠꯇꯔꯒ ꯃꯥꯁ꯭ꯇꯔ ꯗꯤꯒ꯭ꯔꯤ ꯐꯥꯎꯕ ꯃꯊꯧ ꯇꯥꯏ꯫ ꯍꯦꯟꯅ ꯋꯥꯡꯕ ꯁꯦꯟꯊꯣꯛ ꯂꯝꯕꯤ- ꯀꯣꯂꯦꯖ ꯇꯝꯂꯤꯕꯁꯤꯡꯅ ꯃꯍꯧꯁꯥꯅ ꯃꯈꯣꯏꯒꯤ ꯄꯨꯟꯁꯤꯗ ꯀꯣꯂꯦꯖꯒꯤ ꯗꯤꯒ꯭ꯔꯤ ꯂꯩꯇꯕꯁꯤꯡꯗꯒꯤ ꯍꯦꯟꯅ ꯁꯦꯜ ꯌꯥꯝꯅ ꯇꯥꯜꯂꯤ꯫ ꯄꯔꯁꯣꯅꯦꯜ ꯒ꯭ꯔꯣꯊ- ꯀꯣꯂꯦꯖꯒꯤ ꯗꯤꯒ꯭ꯔꯤ ꯑꯃ ꯂꯧꯕꯅ ꯃꯥꯂꯦꯝꯒꯤ ꯃꯔꯝꯗ ꯀꯅꯥꯒꯨꯝꯕ ꯑꯃꯒꯤ ꯂꯧꯁꯤꯡ ꯑꯃꯁꯨꯡ ꯂꯧꯁꯤꯡ ꯄꯥꯛꯊꯣꯛ ꯆꯥꯎꯊꯣꯛꯍꯜꯂꯤ, ꯄꯔꯁꯣꯅꯦꯜ ꯒ꯭ꯔꯣꯊ ꯑꯃꯁꯨꯡ ꯏꯟꯇꯦꯂꯦꯛꯆꯨꯑꯦꯜ ꯗꯤꯚꯦꯂꯞꯃꯦꯟꯇ ꯍꯦꯟꯒꯠꯍꯜꯂꯤ꯫ ꯀꯣꯂꯦꯖꯅ ꯑꯅꯧꯕ ꯏꯟꯇꯔꯦꯁ꯭ꯇꯁꯤꯡ ꯑꯃꯁꯨꯡ ꯄ꯭ꯌꯥꯁꯟꯁꯤꯡ ꯊꯤꯖꯤꯅꯕꯒꯤ ꯈꯨꯗꯣꯡꯆꯥꯕꯁꯨ ꯄꯤꯔꯤ, ꯑꯃꯁꯨꯡ ꯃꯈꯣꯏꯕꯨ ꯅꯤꯡꯊꯤꯅ ꯄꯥꯡꯊꯣꯛꯅꯕꯒꯤ ꯈꯨꯗꯣꯡꯆꯥꯕꯁꯨ ꯄꯤꯔꯤ꯫ ꯊꯕꯛꯀꯤ ꯈꯨꯗꯣꯡꯆꯥꯕ ꯄꯥꯛꯊꯣꯛ ꯆꯥꯎꯊꯣꯛꯍꯟꯕ - ꯀꯣꯂꯦꯖꯒꯤ ꯗꯤꯒ꯭ꯔꯤ ꯑꯃꯅ ꯗꯤꯒ꯭ꯔꯤ ꯂꯩꯇꯕꯁꯤꯡꯅ ꯐꯪꯗꯕꯥ ꯌꯥꯕ ꯊꯕꯛ ꯀꯌꯥꯒꯤ ꯊꯣꯡ ꯍꯥꯡꯗꯣꯛꯏ꯫ ꯂꯝ ꯀꯌꯥꯗ ꯀꯣꯂꯦꯖꯒꯤ ꯗꯤꯒ꯭ꯔꯤ ꯑꯃ ꯃꯊꯧ ꯇꯥꯏ, ꯃꯗꯨꯒꯤ ꯃꯅꯨꯡꯗ ꯑꯦꯖꯨꯀꯦꯁꯟ, ꯍꯦꯜꯊꯀꯦꯌꯔ, ꯏꯟꯖꯤꯅꯤꯌꯔꯤꯡ ꯑꯃꯁꯨꯡ ꯑꯇꯩ ꯀꯌꯥ ꯌꯥꯎꯔꯤ꯫ ꯅꯦꯠꯋꯥꯔꯛ ꯕꯤꯜꯗꯤꯡ - ꯀꯣꯂꯦꯖꯅꯥ ꯀ꯭ꯂꯥꯁꯃꯦꯠꯁꯤꯡ, ꯄ꯭ꯔꯣꯐꯦꯁꯔꯁꯤꯡ, ꯑꯃꯁꯨꯡ ꯏꯟꯇ꯭ꯔꯟꯁꯤꯞ ꯁꯨꯄꯔꯚꯥꯏꯖꯔꯁꯤꯡ ꯌꯥꯎꯅ ꯀꯟꯇꯦꯛꯇꯁꯤꯡ ꯑꯃꯁꯨꯡ ꯀꯥꯅꯦꯛꯁꯟꯁꯤꯡꯒꯤ ꯅꯦꯠꯋꯥꯔꯛ ꯑꯃ ꯁꯦꯝꯅꯕꯒꯤ ꯈꯨꯗꯣꯡꯆꯥꯕ ꯄꯤꯔꯤ꯫ ꯍꯥꯏꯔꯤꯕ ꯀꯥꯅꯦꯛꯁꯟꯁꯤꯡ ꯑꯁꯤ ꯊꯕꯛꯀꯤ ꯈꯨꯗꯣꯡꯆꯥꯕ‌ ꯐꯪꯕꯗꯥ ꯑꯃꯁꯨꯡ ꯀꯦꯔꯤꯌꯔ ꯑꯃꯗ ꯃꯥꯡꯂꯣꯝꯗ ꯆꯪꯁꯤꯟꯕꯗꯥ ꯃꯃꯜ ꯌꯥꯝꯂꯕꯥ ꯑꯣꯏꯕ ꯌꯥꯏ꯫ ꯑꯦꯃꯔꯖꯦꯟꯁꯤꯒꯤ ꯐꯤꯚꯝ ꯑꯃ ꯐꯣꯡꯗꯣꯛꯎ꯫ ꯑꯦꯃꯔꯖꯦꯟꯁꯤꯒꯤ ꯐꯤꯚꯝ ꯍꯥꯏꯕꯁꯤ ꯃꯤꯑꯣꯏ ꯑꯃꯒꯤ, ꯀꯥꯡꯂꯨꯞ ꯑꯃꯒꯤ ꯅꯠꯇꯔꯒ ꯀꯝꯃ꯭ꯌꯨꯅꯤꯇꯤ ꯑꯃꯒꯤ ꯁꯦꯐꯇꯤ, ꯍꯛꯁꯦꯜ ꯅꯠꯇꯔꯒ ꯌꯥꯏꯐ-ꯊꯧꯔꯥꯡꯗ ꯈꯨꯗꯛꯀꯤ ꯑꯣꯏꯕ ꯆꯩꯊꯦꯡ ꯑꯃ ꯄꯤꯔꯤꯕ ꯈꯪꯍꯧꯗꯅꯥ ꯅꯠꯇꯔꯒ ꯊꯥꯖꯗꯕꯥ ꯊꯧꯗꯣꯛ ꯑꯃꯅꯤ꯫ ꯃꯁꯤꯗ ꯑꯥ꯭ꯔꯊꯀ꯭ꯋꯦꯛ, ꯍꯨꯔꯤꯀꯦꯟ ꯅꯠꯇꯔꯒ ꯇꯣꯔꯅꯥꯗꯣꯒꯨꯝꯕ ꯃꯍꯧꯁꯥꯒꯤ ꯑꯣꯏꯕ ꯗꯤꯖꯥꯁꯇꯔ, ꯍꯥ꯭ꯔꯠ ꯑꯦꯇꯦꯛ, ꯃꯩ ꯆꯥꯛꯄ, ꯒꯥꯔꯤꯒꯤ ꯑꯦꯛꯁꯤꯗꯦꯟꯇ ꯅꯠꯇꯔꯒꯥ ꯄꯣꯠ ꯄꯨꯊꯣꯛ ꯄꯨꯁꯤꯟ ꯇꯧꯕꯒꯨꯝꯕ ꯍꯤꯡꯁꯥꯒꯤ ꯊꯕꯛ ꯑꯁꯤꯅꯆꯤꯡꯕ ꯄꯥꯛ-ꯆꯥꯎꯔꯕꯥ ꯁꯤꯅꯥꯔꯤꯑꯣꯁꯤꯡ ꯌꯥꯎꯕ ꯌꯥꯏ꯫ ꯑꯦꯃꯔꯖꯦꯟꯁꯤꯒꯤ ꯐꯤꯚꯝꯁꯤꯡꯗ ꯑꯌꯥꯝꯕꯗꯤ ꯄꯨꯂꯤꯁ, ꯐꯥꯏꯌꯔ ꯐꯥꯏꯇꯔꯁꯤꯡ ꯅꯠꯇꯔꯒꯥ ꯄꯦꯔꯥꯃꯦꯗꯤꯛꯁꯤꯡꯒꯨꯝꯕ ꯐꯥꯔꯁ꯭ꯠ ꯔꯦꯁꯄꯣꯟꯗꯦꯟꯇꯁꯤꯡꯗꯒꯤ ꯈꯨꯗꯛꯀꯤ ꯑꯣꯏꯕ ꯏꯟꯇꯔꯚꯦꯟꯁꯟ ꯃꯊꯧ ꯇꯥꯏ ꯑꯃꯁꯨꯡ ꯅꯣꯡꯃꯒꯤ ꯑꯣꯏꯕ ꯅꯣꯔꯃꯦꯜ ꯑꯣꯏꯕ ꯊꯕꯛ ꯊꯧꯔꯝꯁꯤꯡꯗ ꯑꯀꯥꯏꯕ ꯄꯤꯕ ꯌꯥꯏ, ꯃꯗꯨ ꯑꯔꯥꯟꯕ ꯑꯃꯁꯨꯡ ꯋꯥꯈꯜ ꯅꯨꯡꯉꯥꯏꯇꯕꯥ ꯊꯣꯛꯍꯜꯂꯤ꯫ ꯑꯁꯤꯒꯨꯝꯕ ꯊꯧꯔꯝꯁꯤꯡ ꯑꯁꯤꯒꯤ ꯃꯅꯨꯡꯗ, ꯃꯔꯤ ꯂꯩꯅꯕꯥ ꯃꯤꯑꯣꯏ ꯈꯨꯗꯤꯡꯃꯛ ꯅꯤꯡꯊꯤꯅ ꯂꯩꯕ, ꯑꯣꯊꯣꯔꯤꯇꯤꯁꯤꯡꯗꯒꯤ ꯏꯟꯁꯇ꯭ꯔꯛꯁꯟꯁꯤꯡ ꯉꯥꯛꯅ ꯆꯠꯄꯥ, ꯑꯃꯁꯨꯡ ꯃꯈꯣꯏ ꯃꯁꯥꯕꯨ ꯑꯃꯁꯨꯡ ꯑꯇꯣꯞꯄꯁꯤꯡꯕꯨ ꯉꯥꯛꯊꯣꯛꯅꯕꯥ ꯃꯊꯧ ꯇꯥꯕ ꯊꯧꯔꯥꯡꯁꯤꯡ ꯂꯧꯈꯠꯄ ꯑꯁꯤ ꯌꯥꯝꯅ ꯃꯔꯨꯑꯣꯏ꯫ ꯑꯦꯅꯔꯖꯤ ꯀꯟꯖ꯭ꯌꯨꯃꯔꯒꯤ ꯃꯑꯣꯡ ꯑꯍꯨꯝꯒꯤ ꯂꯤꯁ꯭ꯠ ꯑꯃ ꯁꯦꯃꯃꯨ꯫ ꯑꯥꯔꯇꯤꯐꯤꯁꯤꯑꯦꯜ ꯏꯟꯇꯤꯂꯤꯖꯦꯟꯁ ꯅꯥ ꯃꯊꯧ ꯇꯧꯕ ꯐꯨꯗ ꯗꯦꯂꯤꯕꯔꯤ ꯁꯤꯁꯇꯦꯝ ꯑꯃꯅ ꯀꯁ꯭ꯇꯃꯔꯁꯤꯡꯗ ꯄꯔꯁꯣꯅꯦꯂꯥꯏꯖ ꯇꯧꯔꯕ, ꯈꯨꯗꯣꯡꯆꯥꯕ‌ ꯑꯃꯁꯨꯡ ꯌꯥꯝꯅ ꯊꯨꯅ ꯌꯧꯍꯟꯕꯒꯤ ꯑꯦꯛꯁꯄꯔꯤꯌꯦꯟꯁ ꯑꯃ ꯄꯤꯕ ꯉꯝꯒꯅꯤ, ꯃꯁꯤꯒ ꯂꯣꯏꯅꯅꯥ ꯔꯦꯁꯇꯣꯔꯦꯟꯇꯁꯤꯡꯗ ꯗꯤꯃꯥꯟꯗ ꯐꯣꯔꯀꯥꯁꯇꯤꯡ ꯐꯒꯠꯍꯟꯕꯗꯥ, ꯃꯦꯅꯨ ꯑꯣꯐꯔꯁꯤꯡ ꯑꯃꯁꯨꯡ ꯗꯦꯂꯤꯕꯔꯤꯒꯤ ꯂꯝꯕꯤꯁꯤꯡ ꯑꯣꯞꯇꯤꯃꯥꯏꯖ ꯇꯧꯕꯗ ꯃꯇꯦꯡ ꯄꯥꯡꯒꯅꯤ, ꯑꯃꯁꯨꯡ ꯑꯔꯣꯏꯕꯗꯥ ꯀꯁ꯭ꯇꯃꯔꯁꯤꯡꯒꯤ ꯅꯨꯡꯉꯥꯏꯕ ꯑꯃꯁꯨꯡ ꯊꯥꯖꯕ ꯍꯦꯟꯒꯠꯍꯟꯒꯅꯤ꯫